ꯃꯤꯌꯥꯝꯅ ꯁꯥꯟꯅꯈꯣꯠꯅꯕ ꯌꯦꯡꯕꯒꯤ ꯃꯔꯝ ꯄꯨꯝꯅꯃꯛꯀꯤ ꯂꯤꯁꯠ ꯑꯃ ꯁꯦꯝꯃꯨ꯫ ꯃꯤꯌꯥꯝꯅ ꯁꯥꯟꯅꯈꯣꯠꯅꯕ ꯌꯦꯡꯕꯒꯤ ꯃꯔꯝ ꯈꯔꯗꯤ ꯃꯈꯥꯗ ꯄꯤꯔꯤ:- ꯅꯨꯡꯉꯥꯏꯕ ꯐꯣꯡꯗꯣꯛꯄ: ꯁꯥꯟꯅꯈꯣꯠꯅꯕ ꯌꯦꯡꯕ ꯑꯁꯤ ꯃꯇꯝ ꯀꯥꯏꯊꯣꯛꯄ ꯑꯃꯁꯨꯡ ꯅꯨꯡꯉꯥꯏꯅ ꯂꯩꯅꯕ ꯅꯨꯡꯉꯥꯏꯕ ꯑꯃꯁꯨꯡ ꯄꯨꯛꯅꯤꯡ ꯊꯧꯒꯠꯅꯤꯡꯉꯥꯏ ꯑꯣꯏꯕ ꯃꯑꯣꯡ ꯑꯃ ꯑꯣꯏꯕ ꯌꯥꯏ꯫ ꯁꯣꯁꯤꯑꯦꯂꯥꯏꯖꯦꯁꯟ: ꯁꯥꯟꯅꯈꯣꯠꯅꯕꯁꯤꯡꯅ ꯃꯤꯑꯣꯏꯁꯤꯡꯕꯨ ꯄꯨꯟꯁꯤꯟꯕ ꯉꯝꯒꯅꯤ ꯑꯃꯁꯨꯡ ꯃꯔꯨꯞꯁꯤꯡꯒꯤ ꯃꯔꯛꯇ ꯀꯥꯡꯂꯨꯞꯀꯤ ꯋꯥꯈꯜꯂꯣꯟ ꯑꯃ ꯁꯦꯝꯒꯠꯄ ꯉꯝꯒꯅꯤ꯫ ꯏꯃꯣꯁ꯭ꯅꯦꯜ ꯀꯅꯦꯛꯁꯟ: ꯃꯤꯑꯣꯏ ꯀꯌꯥ ꯑꯃꯅ ꯑꯀꯛꯅꯕ ꯁꯥꯟꯅꯈꯣꯠꯅꯕꯒꯤ ꯀꯥꯡꯂꯨꯞꯁꯤꯡ ꯅꯠꯇ꯭ꯔꯒ ꯃꯤꯑꯣꯏ ꯑꯃꯃꯝꯒꯤ ꯁꯥꯟꯅꯔꯣꯏꯁꯤꯡꯒ ꯌꯥꯝꯅ ꯂꯨꯕ ꯏꯃꯣꯁ꯭ꯅꯦꯜ ꯀꯅꯦꯛꯁꯟ ꯑꯃ ꯂꯩ ꯑꯃꯁꯨꯡ ꯃꯈꯣꯏꯕꯨ ꯀꯝꯄꯤꯇꯤꯁꯟ ꯇꯧꯕ ꯌꯦꯡꯕꯗ ꯅꯨꯡꯉꯥꯏꯕ ꯐꯥꯎꯋꯤ꯫ ꯑꯦꯊ꯭ꯂꯦꯇꯤꯁꯤꯖꯝꯕꯨ ꯊꯥꯒꯠꯄ: ꯁꯥꯟꯅꯈꯣꯠꯅꯕꯁꯤꯡ ꯌꯦꯡꯕꯅ ꯃꯤꯑꯣꯏ ꯑꯃꯅ ꯁꯥꯟꯅꯔꯣꯏꯁꯤꯡꯒꯤ ꯍꯩꯁꯤꯡꯕ, ꯁꯥꯟꯅꯄꯣꯠꯁꯤꯡ ꯑꯃꯁꯨꯡ ꯀꯟꯅ ꯍꯣꯠꯅꯕ ꯑꯗꯨ ꯊꯥꯒꯠꯄ ꯉꯝꯍꯜꯂꯤ꯫ ꯀꯝꯄꯤꯇꯤꯇꯤꯚ ꯁ꯭ꯄꯤꯔꯤꯠ: ꯁꯥꯟꯅꯈꯣꯠꯅꯕꯁꯤꯡ ꯌꯦꯡꯕꯅ ꯃꯤꯑꯣꯏ ꯑꯃꯒꯤ ꯀꯝꯄꯤꯇꯤꯇꯤꯚ ꯅꯦꯆꯔꯗ ꯑꯄꯤꯜ ꯇꯧꯕ ꯌꯥꯏ ꯑꯃꯁꯨꯡ ꯃꯈꯣꯏꯅ ꯅꯨꯡꯁꯤꯖꯕ ꯁꯥꯟꯅꯔꯣꯏꯁꯤꯡꯒꯤ ꯈꯨꯠꯊꯥꯡꯗ ꯃꯈꯣꯏꯕꯨ ꯚꯤꯛꯇꯤꯝ ꯑꯣꯏꯅ ꯍꯤꯡꯕ ꯉꯝꯍꯜꯂꯤ꯫ ꯔꯤꯂꯦꯛꯁꯦꯁꯟ: ꯁꯥꯟꯅꯄꯈꯣꯠꯅꯕꯁꯤꯡ ꯌꯦꯡꯕ ꯑꯁꯤ ꯃꯤꯑꯣꯏꯕꯅ ꯅꯨꯃꯤꯠ ꯆꯨꯞꯄ ꯑꯃ ꯂꯦꯞꯂꯕ ꯃꯇꯨꯡꯗ ꯋꯥꯈꯜ ꯅꯨꯡꯉꯥꯏꯇꯕ ꯍꯟꯊꯍꯟꯕꯒꯤ ꯃꯑꯣꯡ ꯑꯃ ꯑꯣꯏꯕ ꯌꯥꯏ꯫ ꯏꯃꯨꯡꯒꯤ ꯆꯠꯅꯕꯤ: ꯏꯃꯨꯡ ꯈꯔꯒꯤ ꯑꯣꯏꯅꯗꯤ ꯁꯥꯟꯅꯈꯣꯠꯅꯕꯁꯤꯡ ꯄꯨꯟꯅ ꯌꯦꯡꯃꯤꯟꯅꯕ ꯑꯁꯤ ꯃꯈꯣꯏꯅ ꯉꯥꯏꯔꯤꯕ ꯆꯠꯅꯕꯤ ꯑꯃꯅꯤ꯫ ꯀꯜꯆꯔꯒꯤ ꯑꯣꯏꯕ ꯃꯔꯨꯑꯣꯏꯕ: ꯀꯦꯁ ꯈꯔꯗꯗꯤ ꯁꯥꯟꯅꯈꯣꯠꯅꯕꯁꯤꯡ ꯌꯦꯡꯕ ꯑꯁꯤ ꯀꯜꯆꯔꯦꯜꯒꯤ ꯑꯣꯏꯕ ꯃꯔꯨꯑꯣꯏꯕ, ꯍꯥꯏꯕꯗꯤ ꯑꯣꯂꯦꯝꯄꯤꯛꯁ, ꯋꯥꯔꯜꯗ ꯀꯞ, ꯅꯠꯇ꯭ꯔꯒ ꯁꯨꯄꯔ ꯕꯣꯜ ꯑꯁꯤꯅꯆꯤꯡꯕꯗ ꯌꯥꯝꯅ ꯂꯨꯕ ꯑꯣꯏ꯫ ꯕ꯭ꯔꯦꯒꯤꯡ ꯔꯥꯏꯠꯁ: ꯃꯤꯌꯥꯝꯅ ꯃꯈꯣꯏꯒꯤ ꯃꯌꯨꯝ ꯅꯠꯇ꯭ꯔꯒ ꯅꯨꯡꯁꯤꯖꯔꯕ ꯀꯥꯡꯂꯨꯞꯀꯤꯗꯃꯛ ꯔꯨꯠ ꯇꯧꯕ ꯑꯃꯁꯨꯡ ꯃꯥꯏꯄꯥꯛꯄ ꯃꯇꯝꯗ ꯕ꯭ꯔꯦꯒꯤꯡ ꯔꯥꯏꯠ ꯂꯩꯕ ꯑꯁꯤ ꯅꯨꯡꯉꯥꯏꯕ ꯐꯥꯎꯏ꯫ ꯑꯋꯥꯕ ꯇꯥꯔꯛꯄꯒꯤ ꯆꯥꯡ: ꯁꯥꯟꯅꯈꯣꯠꯅꯕ ꯑꯁꯤ ꯊꯥꯖꯗꯕ ꯌꯥꯏ ꯑꯃꯁꯨꯡ ꯑꯟꯗꯔꯗꯣꯒ ꯇꯤꯝꯅ ꯑꯉꯛꯄ ꯃꯥꯏꯄꯥꯛꯄ ꯑꯃ ꯄꯨꯊꯣꯛꯄ ꯉꯝꯂꯕ ꯃꯇꯝꯗ ꯑꯋꯥꯕ ꯊꯣꯛꯄꯒꯤ ꯑꯣꯏꯊꯣꯛꯄ ꯃꯇꯝ ꯄꯨꯝꯅꯃꯛꯇ ꯂꯩ꯫ ꯃꯁꯥꯒꯤ ꯑꯣꯏꯖꯕ ꯊꯤꯕ: ꯑꯀꯛꯅꯕ ꯁꯥꯟꯅꯈꯣꯠꯅꯕꯒꯤ ꯇꯤꯝ ꯑꯃꯒꯤ ꯐꯦꯟ ꯑꯃ ꯑꯣꯏꯕꯅ ꯃꯤꯑꯣꯏ ꯑꯃꯗ ꯃꯁꯥꯒꯤ ꯑꯣꯏꯕ ꯋꯥꯈꯜꯂꯣꯟ ꯑꯃ ꯄꯤꯕ ꯉꯝꯒꯅꯤ ꯑꯃꯁꯨꯡ ꯃꯈꯣꯏꯒꯤ ꯄꯥꯝꯖꯕ ꯑꯗꯨꯒ ꯃꯔꯤ ꯂꯩꯅꯕ ꯑꯇꯣꯞꯄꯁꯤꯡꯒ ꯁꯝꯅꯍꯟꯕ ꯉꯝꯒꯅꯤ꯫ ꯁꯥꯟꯅꯈꯣꯠꯅꯕꯀꯤ ꯏꯟꯁꯄꯤꯔꯦꯁꯟ: ꯁꯥꯟꯅꯈꯣꯠꯅꯕꯁꯤꯡ ꯌꯦꯡꯕꯅ ꯃꯤꯑꯣꯏ ꯑꯃꯕꯨ ꯑꯦꯛꯇꯤꯚ ꯑꯣꯏꯕ ꯄꯨꯟꯁꯤ ꯃꯍꯤꯡ ꯑꯃ ꯍꯤꯡꯅꯕ ꯑꯃꯁꯨꯡ ꯃꯁꯥꯒꯤ ꯁꯥꯟꯅꯈꯣꯠꯅꯕꯒꯤ ꯄꯥꯟꯗꯝꯁꯤꯡ ꯐꯪꯅꯕ ꯄꯨꯛꯅꯤꯡ ꯊꯧꯒꯠꯄ ꯉꯝꯒꯅꯤ꯫ ꯅꯣꯁ꯭ꯇꯦꯜꯖꯤꯌꯥ: ꯃꯤꯑꯣꯏ ꯈꯔꯒꯤ ꯑꯣꯏꯅꯗꯤ ꯁꯥꯟꯅ-ꯈꯣꯠꯅꯕ ꯌꯦꯡꯕꯅ ꯃꯈꯣꯏꯒꯤ ꯑꯉꯥꯡ ꯑꯣꯏꯔꯤꯉꯩꯒꯤ ꯅꯠꯇ꯭ꯔꯒ ꯍꯧꯈꯤꯕ ꯃꯇꯝꯒꯤ ꯅꯨꯡꯉꯥꯏꯔꯕ ꯅꯤꯡꯁꯤꯡꯅꯤꯡꯉꯥꯏ ꯑꯣꯏꯕꯁꯤꯡ ꯑꯗꯨ ꯅꯤꯡꯁꯤꯡꯍꯜꯂꯤ꯫ ꯋꯥꯔꯤ ꯁꯥꯟꯅꯕ ꯉꯝꯍꯜꯂꯤ: ꯁꯥꯟꯅꯈꯣꯠꯅꯕꯁꯤꯡ ꯌꯦꯡꯕꯅ ꯃꯤꯑꯣꯏ ꯑꯃꯗ ꯋꯥꯔꯤ ꯁꯥꯟꯅꯕꯒꯤ ꯀꯃꯟ ꯑꯣꯏꯕ ꯍꯤꯔꯝ ꯑꯃ ꯄꯤ ꯑꯃꯁꯨꯡ ꯃꯈꯣꯏꯅ ꯑꯇꯣꯞꯄꯁꯤꯡꯒ ꯁꯝꯅꯍꯟꯕꯗ ꯂꯥꯏꯊꯣꯛꯍꯜꯂꯤ꯫ ꯔꯤꯑꯦꯂꯤꯇꯤꯗꯒꯤ ꯂꯥꯞꯊꯣꯛꯄ: ꯁꯥꯟꯅ-ꯈꯣꯠꯅꯕ ꯌꯦꯡꯕ ꯑꯁꯤ ꯃꯤꯑꯣꯏꯕꯅ ꯅꯨꯡꯇꯤꯒꯤ ꯄꯨꯟꯁꯤꯒꯤ ꯋꯥꯈꯜ ꯋꯥꯕ ꯃꯇꯝꯗꯒꯤ ꯃꯇꯝ ꯈꯔꯒꯤ ꯑꯣꯏꯅ ꯂꯥꯞꯊꯣꯛꯅꯕꯒꯤ ꯄꯥꯝꯕꯩ ꯑꯃ ꯑꯣꯏꯕ ꯌꯥꯏ꯫